ꯁꯍꯔ ꯑꯃꯒꯤꯗꯃꯛ ꯅꯦꯚꯤꯒꯦꯁꯟ ꯁꯤꯁ꯭ꯇꯦꯝ ꯑꯃ ꯗꯤꯖꯥꯏꯟ ꯇꯧ꯫ ꯁꯍꯔ ꯑꯃꯒꯤꯗꯃꯛ ꯅꯦꯚꯤꯒꯦꯁꯟ ꯁꯤꯁ꯭ꯇꯦꯝ ꯑꯃꯗ ꯃꯁꯤꯒꯤ ꯌꯨꯖꯔꯁꯤꯡꯒꯤꯗꯃꯛꯇ ꯐꯖꯅ ꯑꯃꯁꯨꯡ ꯌꯥꯝꯅ ꯊꯨꯅ ꯅꯦꯚꯤꯒꯦꯁꯟ ꯇꯧꯕꯗ ꯂꯥꯏꯊꯣꯛꯍꯟꯅꯕ ꯏꯂꯤꯃꯦꯟꯇ ꯀꯌꯥ ꯑꯃ ꯌꯥꯎꯒꯅꯤ꯫ ꯃꯦꯞ ꯏꯟꯇꯤꯒ꯭ꯔꯦꯁꯟ ꯁꯤꯁ꯭ꯇꯦꯝ ꯑꯁꯤ ꯁꯍꯔ ꯑꯁꯤꯒꯤ ꯑꯀꯨꯞꯄ ꯃꯦꯞ ꯑꯃ ꯌꯥꯎꯒꯅꯤ꯫ ꯃꯁꯤꯗ ꯑꯆꯧꯕ ꯂꯝꯕꯤ, ꯂꯦꯟꯗꯃꯥꯔꯛ, ꯑꯃꯁꯨꯡ ꯏꯟꯇꯔꯦꯁ꯭ꯇꯀꯤ ꯄꯣꯏꯟꯇ ꯄꯨꯝꯅꯃꯛ ꯌꯥꯎꯒꯅꯤ꯫ ꯃꯦꯞ ꯑꯁꯤ ꯌꯨꯖꯔ ꯐ꯭ꯔꯦꯟꯗꯂꯤ ꯑꯃꯁꯨꯡ ꯄꯥꯕ ꯌꯥꯕ ꯑꯣꯏꯒꯗꯕꯅꯤ, ꯃꯁꯤꯗ ꯁꯍꯔ ꯑꯁꯤꯒꯤ ꯇꯣꯉꯥꯟ ꯇꯣꯉꯥꯟꯕ ꯃꯐꯝꯁꯤꯡ ꯌꯦꯡꯅꯕ ꯖꯨꯝ ꯏꯟ ꯑꯃꯁꯨꯡ ꯑꯥꯎꯠ ꯇꯧꯕꯒꯤ ꯑꯣꯞꯁꯟ ꯂꯩꯒꯗꯕꯅꯤ꯫ ꯒ꯭ꯂꯣꯕꯦꯜ ꯄꯣꯖꯤꯁꯅꯤꯡ ꯁꯤꯁꯇꯦꯝꯀꯤ ꯇ꯭ꯔꯦꯀꯤꯡ ꯁꯤꯁ꯭ꯇꯦꯝ ꯑꯁꯤꯅ ꯌꯨꯖꯔꯒꯤ ꯃꯐꯝ ꯑꯗꯨ ꯔꯤꯑꯦꯜ ꯇꯥꯏꯝꯗ ꯈꯪꯗꯣꯛꯅꯕ ꯒ꯭ꯂꯣꯕꯦꯜ ꯄꯣꯖꯤꯁꯅꯤꯡ ꯁꯤꯁꯇꯦꯝ ꯃꯁꯤꯅ ꯁꯤꯁ꯭ꯇꯦꯝ ꯑꯁꯤꯅ ꯌꯨꯖꯔꯒꯤ ꯍꯧꯔꯛꯐꯝ ꯑꯗꯨꯗ ꯌꯨꯝꯐꯝ ꯑꯣꯏꯔꯒ ꯑꯆꯨꯝꯕ ꯃꯥꯏꯀꯩꯁꯤꯡ ꯑꯃꯁꯨꯡ ꯔꯤꯛꯃꯦꯟꯗ ꯇꯧꯔꯕ ꯂꯝꯕꯤꯁꯤꯡ ꯄꯤꯕꯥ ꯉꯝꯍꯟꯒꯅꯤ꯫ ꯔꯨꯠ ꯄ꯭ꯂꯥꯅꯤꯡ ꯅꯦꯚꯤꯒꯦꯁꯟ ꯁꯤꯁ꯭ꯇꯦꯝ ꯑꯁꯤꯅꯥ ꯇ꯭ꯔꯥꯐꯤꯛ, ꯂꯝꯕꯤ ꯊꯣꯡ ꯂꯣꯅꯕ ꯑꯃꯁꯨꯡ ꯀꯟꯁꯇꯔꯛꯁꯟꯒꯨꯝꯕ ꯐꯦꯛꯇꯔꯁꯤꯡ ꯌꯦꯡꯂꯒ ꯌꯨꯖꯔꯁꯤꯡꯒꯤꯗꯃꯛꯇ ꯔꯨꯠꯁꯤꯡ ꯄ꯭ꯂꯥꯟ ꯇꯧꯕꯒꯤ ꯊꯧꯅ ꯂꯩꯒꯅꯤ꯫ ꯌꯨꯖꯔꯁꯤꯡꯅ ꯃꯈꯣꯏꯒꯤ ꯄꯟꯊꯨꯡꯐꯝ ꯑꯗꯨ ꯏꯟꯄꯨꯠ ꯇꯧꯕ ꯌꯥꯒꯅꯤ ꯑꯃꯁꯨꯡ ꯁꯤꯁ꯭ꯇꯦꯝ ꯑꯁꯤꯅ ꯈ꯭ꯋꯥꯏꯗꯒꯤ ꯐꯥꯕ ꯂꯝꯕꯤ ꯑꯗꯨ ꯁꯖꯦꯁꯟ ꯇꯧꯒꯅꯤ꯫ ꯇ꯭ꯔꯥꯐꯤꯛ ꯑꯞꯗꯦꯠꯁꯤꯡ ꯁꯤꯁ꯭ꯇꯦꯝ ꯑꯁꯤꯅꯥ ꯔꯤꯑꯦꯜ-ꯇꯥꯏꯝ ꯇ꯭ꯔꯥꯐꯤꯛ ꯑꯞꯗꯦꯠꯁꯤꯡ ꯄꯤꯒꯅꯤ, ꯃꯁꯤꯅ ꯌꯨꯖꯔꯁꯤꯡꯗ ꯂꯝꯕꯤꯁꯤꯡꯗ ꯊꯦꯡꯊꯕ, ꯑꯦꯛꯁꯤꯗꯦꯟꯇ ꯅꯠꯇ꯭ꯔꯒ ꯀꯟꯖꯦꯁꯟ ꯑꯃꯠꯇ ꯂꯩꯇꯕꯒꯤ ꯃꯇꯥꯡꯗ ꯑꯦꯂꯔꯠ ꯇꯧꯒꯅꯤ꯫ ꯃꯁꯤꯅ ꯌꯨꯖꯔꯁꯤꯡꯗ ꯃꯈꯣꯏꯒꯤ ꯈꯣꯡꯆꯠ ꯑꯗꯨ ꯊꯧꯔꯥꯡ ꯇꯧꯕꯗ ꯃꯇꯦꯡ ꯄꯥꯡꯒꯅꯤ ꯑꯃꯁꯨꯡ ꯊꯣꯛꯄ ꯌꯥꯕ ꯊꯦꯡꯊꯕ ꯑꯃꯠꯇ ꯂꯩꯍꯟꯗꯅꯕ ꯃꯇꯦꯡ ꯄꯥꯡꯒꯅꯤ꯫ ꯈꯣꯟꯖꯦꯜꯅ ꯂꯝꯖꯤꯡꯕꯤꯕ ꯃꯥꯏꯀꯩꯁꯤꯡ ꯅꯦꯚꯤꯒꯦꯁꯟ ꯁꯤꯁ꯭ꯇꯦꯝ ꯑꯁꯤꯅ ꯌꯨꯖꯔꯁꯤꯡꯗ ꯈꯣꯟꯖꯦꯜꯅ ꯂꯝꯖꯤꯡꯕꯤꯕ ꯃꯥꯏꯀꯩꯁꯤꯡ ꯄꯤꯒꯅꯤ, ꯃꯁꯤꯅ ꯃꯈꯣꯏꯅ ꯆꯠꯊꯣꯛ-ꯆꯠꯁꯤꯟ ꯇꯧꯕ ꯃꯇꯝꯗ ꯃꯈꯣꯏꯒꯤ ꯃꯤꯠꯌꯦꯡ ꯑꯗꯨ ꯂꯝꯕꯤꯗ ꯊꯝꯕ ꯌꯥꯒꯅꯤ ꯌꯥꯍꯟꯒꯅꯤ꯫ ꯁꯤꯁ꯭ꯇꯦꯝ ꯑꯁꯤꯅ ꯇꯔꯟ-ꯕꯥꯏ-ꯇꯔꯟ ꯏꯟꯁꯇꯔꯛꯁꯟꯁꯤꯡ ꯄꯤꯒꯅꯤ ꯑꯃꯁꯨꯡ ꯌꯨꯖꯔꯁꯤꯡꯗ ꯑꯀꯛꯅꯕ ꯑꯦꯛꯁꯟ ꯑꯃ ꯂꯧꯕꯥ ꯃꯊꯧ ꯇꯥꯕ ꯃꯇꯝꯗ ꯍꯥꯏꯕꯗꯤ ꯂꯦꯟ ꯍꯣꯡꯗꯣꯛꯄ ꯅꯠꯇꯔꯒ ꯃꯊꯪꯒꯤ ꯏꯟꯇꯔꯁꯦꯛꯁꯟꯗ ꯇꯔꯟ ꯇꯧꯕ ꯑꯁꯤꯅꯆꯤꯡꯕ ꯑꯦꯂꯔꯠ ꯇꯧꯒꯅꯤ꯫ ꯄꯕ꯭ꯂꯤꯛ ꯇ꯭ꯔꯥꯟꯁꯄꯣꯔꯇꯀꯤ ꯏꯟꯐꯣꯔꯃꯦꯁꯟ ꯄꯕ꯭ꯂꯤꯛ ꯇ꯭ꯔꯥꯟꯁꯄꯣꯔꯇꯦꯁꯟ ꯁꯤꯖꯤꯟꯅꯕ ꯄꯥꯝꯂꯤꯕ ꯌꯨꯖꯔꯁꯤꯡꯒꯤ ꯑꯣꯏꯅꯗꯤ ꯁꯤꯁ꯭ꯇꯦꯝ ꯑꯁꯤꯅ ꯄꯕ꯭ꯂꯤꯛ ꯇ꯭ꯔꯥꯟꯁꯄꯣꯔꯇꯀꯤ ꯑꯣꯞꯁꯟꯁꯤꯡ, ꯕꯁ ꯑꯃꯁꯨꯡ ꯇ꯭ꯔꯦꯅꯒꯤ ꯁꯦꯗ꯭ꯌꯨꯜꯁꯤꯡ ꯌꯥꯎꯅ, ꯑꯃꯁꯨꯡ ꯃꯅꯥꯛ ꯅꯛꯄ ꯁ꯭ꯇꯣꯞꯁꯤꯡ ꯑꯃꯁꯨꯡ ꯁ꯭ꯇꯦꯁꯟꯁꯤꯡꯒꯤ ꯃꯐꯝꯁꯤꯡꯒꯤ ꯃꯇꯥꯡꯗꯁꯨ ꯏꯟꯐꯣꯔꯃꯦꯁꯟ ꯄꯤꯒꯅꯤ꯫ ꯄꯣꯏꯟꯇ ꯑꯣꯐ ꯏꯟꯇꯔꯦꯁ꯭ꯠ ꯁꯤꯁ꯭ꯇꯦꯝ ꯑꯁꯤꯅ ꯁꯍꯔ ꯄꯨꯝꯕꯗ ꯃꯤꯌꯥꯝꯅ ꯄꯥꯝꯅꯕ ꯄꯣꯏꯟꯇꯁꯤꯡꯒꯤ ꯃꯇꯥꯡꯗ ꯏꯟꯐꯣꯔꯃꯦꯁꯟ ꯂꯩꯒꯅꯤ, ꯃꯁꯤꯗꯥ ꯇꯨꯔꯤꯁ꯭ꯇꯀꯤ ꯃꯐꯝꯁꯤꯡ, ꯔꯦꯁ꯭ꯇꯣꯔꯦꯟꯇꯁꯤꯡ ꯑꯃꯁꯨꯡ ꯁꯣꯄꯤꯡ ꯗꯤꯁ꯭ꯠꯔꯤꯛꯇꯁꯤꯡ ꯌꯥꯎꯔꯤ꯫ ꯌꯨꯖꯔꯁꯤꯡꯅꯥ ꯃꯐꯝꯁꯤꯡ ꯑꯁꯤ ꯊꯤꯕ ꯌꯥꯒꯅꯤ ꯑꯃꯁꯨꯡ ꯁꯤꯁ꯭ꯇꯦꯝ ꯑꯁꯤꯅ ꯃꯐꯝ ꯑꯗꯨꯗ ꯃꯇꯧ ꯀꯔꯝꯅꯥ ꯌꯧꯒꯗꯒꯦ ꯍꯥꯏꯕꯒꯤ ꯃꯥꯏꯀꯩ ꯑꯃꯁꯨꯡ ꯏꯟꯐꯣꯔꯃꯦꯁꯟ ꯄꯤꯒꯅꯤ꯫ ꯑꯄꯨꯟꯕ ꯑꯣꯏꯅꯥ ꯁꯍꯔ ꯑꯃꯒꯤꯗꯃꯛ ꯌꯥꯝꯅ ꯐꯖꯅ ꯗꯤꯖꯥꯏꯟ ꯇꯧꯔꯕꯥ ꯅꯦꯚꯤꯒꯦꯁꯟ ꯁꯤꯁ꯭ꯇꯦꯝ ꯑꯃꯅ ꯌꯨꯖꯔꯁꯤꯡꯗ ꯁꯍꯔ ꯑꯁꯤꯒꯤ ꯃꯅꯨꯡꯗ ꯆꯠꯊꯣꯛ-ꯆꯠꯁꯤꯟ ꯇꯧꯅꯕꯒꯤꯗꯃꯛꯇ ꯁꯤꯖꯤꯟꯅꯕꯗ ꯂꯥꯏꯕ, ꯊꯥꯖꯕ ꯌꯥꯕ ꯈꯨꯠꯂꯥꯏ ꯑꯃ ꯄꯤꯅꯕ ꯑꯍꯣꯡꯕ ꯇꯦꯛꯅꯣꯂꯣꯖꯤ ꯑꯃꯁꯨꯡ ꯔꯤꯑꯦꯜ-ꯇꯥꯏꯝ ꯇ꯭ꯔꯥꯐꯤꯛ ꯗꯦꯇꯥ ꯏꯟꯇꯤꯒ꯭ꯔꯦꯠ ꯇꯧꯒꯅꯤ꯫